ꯄꯔꯁꯣꯅꯦꯜ ꯕ꯭ꯔꯥꯟꯗꯤꯡꯒꯤ ꯋꯥꯈꯜꯂꯣꯟ ꯑꯗꯨ ꯐꯣꯡꯗꯣꯛꯎ꯫ ꯄꯔꯁꯣꯅꯦꯜ ꯕ꯭ꯔꯥꯟꯗꯤꯡ ꯍꯥꯏꯕꯁꯤ ꯃꯁꯥꯒꯤ ꯑꯣꯏꯕ ꯑꯈꯟꯅꯕ ꯑꯥꯏꯗꯦꯟꯇꯤꯇꯤ ꯅꯠꯇꯔꯒ ꯏꯃꯦꯖ ꯑꯃ ꯁꯦꯝꯒꯠꯄ ꯑꯃꯁꯨꯡ ꯄ꯭ꯔꯃꯣꯠ ꯇꯧꯕꯒꯤ ꯊꯧꯑꯣꯡꯕꯨ ꯈꯪꯅꯩ꯫ ꯃꯁꯤꯗ ꯀꯅꯥꯒꯨꯝꯕ ꯑꯃꯒꯤ ꯇꯧꯕ ꯉꯝꯕꯁꯤꯡ, ꯚꯦꯂ꯭ꯌꯨꯁꯤꯡ ꯑꯃꯁꯨꯡ ꯃꯤꯌꯥꯝꯒꯤ ꯏꯃꯦꯖ ꯑꯗꯨ ꯆꯦꯛꯁꯤꯟꯅ ꯃꯦꯅꯦꯖ ꯇꯧꯕ ꯑꯃꯁꯨꯡ ꯄꯤꯕꯒꯤ ꯈꯨꯠꯊꯥꯡꯗ ꯃꯤꯡꯆꯠ ꯑꯃ ꯁꯦꯝꯒꯠꯄ ꯌꯥꯎꯏ꯫ ꯄꯔꯁꯣꯅꯦꯜ ꯕ꯭ꯔꯥꯟꯗꯤꯡ ꯑꯁꯤ ꯀꯅꯥꯒꯨꯝꯕ ꯑꯃꯒꯤ ꯄ꯭ꯔꯣꯐꯦꯁ꯭ꯅꯦꯜ ꯗꯤꯕꯦꯂꯞꯃꯦꯟꯇꯀꯤ ꯑꯦꯛꯁꯇꯦꯟꯁꯟ ꯑꯃ ꯑꯣꯏꯅ ꯂꯧꯕ ꯌꯥꯏ, ꯃꯐꯝ ꯑꯗꯨꯗ ꯃꯤꯠꯌꯦꯡ ꯊꯝꯕ ꯑꯁꯤ ꯀꯩꯊꯦꯜꯗ ꯂꯩꯔꯤꯕ ꯑꯇꯣꯞꯄꯁꯤꯡꯗꯒꯤ ꯃꯁꯥꯕꯨ ꯈꯦꯠꯅꯍꯟꯕꯗ ꯃꯤꯠꯌꯦꯡ ꯊꯝꯂꯤ, ꯑꯃꯁꯨꯡ ꯃꯈꯣꯏꯕꯨ ꯃꯈꯣꯏꯒꯤ ꯃꯔꯨꯞꯁꯤꯡꯗꯒꯤ ꯇꯣꯉꯥꯟꯅ ꯇꯥꯍꯜꯂꯤꯕ ꯑꯈꯟꯅꯕ ꯄꯔꯁꯣꯅꯦꯜ ꯕ꯭ꯔꯥꯟꯗ ꯑꯃ ꯂꯤꯡꯈꯠꯂꯤ꯫ ꯄꯔꯁꯣꯅꯦꯜ ꯕ꯭ꯔꯥꯟꯗꯤꯡꯗ ꯄꯔꯁꯣꯅꯦꯜ ꯁ꯭ꯇꯥꯏꯜ, ꯀꯝꯃ꯭ꯌꯨꯅꯤꯀꯦꯁꯟ ꯁ꯭ꯀꯤꯜ, ꯑꯣꯟꯂꯥꯏꯟ ꯄ꯭ꯔꯦꯖꯦꯟꯁ, ꯑꯃꯁꯨꯡ ꯅꯦꯠꯋꯥꯔꯀꯤꯡ ꯑꯁꯤꯅꯆꯤꯡꯕ ꯇꯣꯉꯥꯟ-ꯇꯣꯉꯥꯟꯕ ꯏꯂꯤꯃꯦꯟꯇꯁꯤꯡ ꯌꯥꯎꯕ ꯌꯥꯏ꯫ ꯑꯆꯦꯠꯄ ꯄꯔꯁꯣꯅꯦꯜ ꯕ꯭ꯔꯥꯟꯗ ꯑꯃ ꯁꯦꯝꯅꯕ, ꯃꯤꯑꯣꯏ ꯑꯃꯅ ꯃꯈꯣꯏꯒꯤ ꯑꯈꯟꯅꯕ ꯄꯥꯡꯒꯜ ꯑꯃꯁꯨꯡ ꯚꯦꯂ꯭ꯌꯨꯁꯤꯡ ꯈꯪꯗꯣꯛꯅꯕ ꯄꯨꯛꯅꯤꯡ ꯊꯧꯒꯠꯂꯤ, ꯑꯃꯁꯨꯡ ꯃꯈꯣꯏꯒꯤ ꯇꯥꯔꯒꯦꯠ ꯑꯣꯗꯤꯁꯟꯗꯥ ꯍꯥꯏꯔꯤꯕ‌ ꯑꯦꯇꯔꯤꯕ꯭ꯌꯨꯠꯁꯤꯡ ꯑꯁꯤ ꯄꯥꯎ ꯐꯥꯎꯅꯍꯟꯕ ꯉꯝꯕ ꯃꯑꯣꯡꯗ ꯃꯈꯣꯏ ꯃꯁꯥꯕꯨ ꯂꯦꯞꯇꯅ ꯐꯣꯡꯗꯣꯛꯏ꯫ ꯑꯆꯦꯠꯄ ꯄꯔꯁꯣꯅꯦꯜ ꯕ꯭ꯔꯥꯟꯗ ꯑꯃꯅ ꯃꯤꯑꯣꯏ ꯑꯃꯕꯨ ꯃꯈꯣꯏꯒꯤ ꯄꯔꯁꯣꯅꯦꯜ ꯑꯃꯁꯨꯡ ꯄ꯭ꯔꯣꯐꯦꯁ꯭ꯅꯦꯜꯒꯤ ꯑꯣꯏꯕ ꯊꯕꯛꯁꯤꯡꯗ ꯃꯇꯦꯡ ꯄꯥꯡꯕ ꯉꯝꯒꯅꯤ꯫ ꯃꯁꯤꯅ ꯃꯈꯣꯏꯒꯤ ꯀꯦꯔꯤꯌꯔ ꯑꯦꯁ꯭ꯄꯤꯔꯦꯁꯟꯁꯤꯡ ꯐꯪꯍꯟꯕꯗ ꯃꯇꯦꯡ ꯄꯥꯡꯕ ꯉꯝꯒꯅꯤ, ꯃꯈꯣꯏꯒꯤ ꯅꯦꯟꯋꯔꯛ ꯑꯁꯤ ꯄꯥꯛꯊꯣꯛ ꯆꯥꯎꯊꯣꯛꯍꯟꯕ ꯉꯝꯒꯅꯤ ꯑꯃꯁꯨꯡ ꯃꯈꯣꯏꯒꯤ ꯚꯤꯖꯤꯕꯤꯂꯤꯇꯤ ꯑꯃꯁꯨꯡ ꯀ꯭ꯔꯦꯗꯤꯕꯤꯂꯤꯇꯤ ꯍꯦꯟꯒꯠꯍꯟꯕ ꯉꯝꯒꯅꯤ꯫ ꯄꯔꯁꯣꯅꯦꯜ ꯕ꯭ꯔꯥꯟꯗꯤꯡ ꯑꯁꯤ ꯃꯤꯑꯣꯏ ꯑꯃꯒꯤ ꯄꯥꯟꯗꯝ ꯑꯃꯁꯨꯡ ꯃꯥꯏꯄꯥꯛꯄꯁꯤꯡꯒ ꯂꯣꯏꯅꯅꯥ ꯍꯦꯟꯅ ꯆꯥꯎꯈꯠꯄ ꯌꯥꯕ ꯂꯦꯞꯇꯅꯥ ꯆꯠꯊꯕꯥ ꯊꯧꯑꯣꯡ ꯑꯃꯅꯤ꯫ ꯔꯤꯐ꯭ꯌꯨꯖꯤꯁꯤꯡꯅ ꯊꯦꯡꯅꯔꯤꯕ ꯁꯤꯡꯅꯕꯥ ꯃꯉꯥꯒꯤ ꯂꯤꯁ꯭ꯠ ꯑꯃ ꯄꯟꯕꯤꯌꯨ꯫ ꯁꯦꯀ꯭ꯌꯨꯔꯤꯇꯤ ꯑꯃꯁꯨꯡ ꯄ꯭ꯔꯣꯇꯦꯛꯁꯟ ꯂꯩꯇꯕꯥ - ꯔꯤꯐ꯭ꯌꯨꯖꯤ ꯀꯌꯥ ꯂꯥꯟ, ꯍꯤꯡꯁꯥ ꯅꯠꯇꯔꯒ ꯄꯤꯖ-ꯄꯤꯊꯛ ꯇꯧꯕꯗꯒꯤ ꯂꯥꯞꯊꯣꯛꯅ ꯂꯩꯔꯤ ꯑꯃꯁꯨꯡ ꯈꯨꯗꯛꯇ ꯈꯨꯗꯣꯡꯊꯤꯕ ꯅꯪꯂꯤ꯫ ꯃꯈꯣꯏꯅ ꯑꯌꯥꯝꯕꯗꯤ ꯃꯈꯣꯏꯒꯤ ꯁꯦꯐꯇꯤꯒꯤ ꯈꯣꯡꯆꯠꯇ ꯃꯈꯥ ꯇꯥꯕ ꯈꯨꯗꯣꯡꯊꯤꯕ ꯊꯦꯡꯅꯩ, ꯃꯗꯨꯒꯤ ꯃꯅꯨꯡꯗ ꯃꯤꯑꯣꯏꯕꯒꯤ ꯂꯟ-ꯊꯨꯝ ꯁꯤꯖꯤꯟꯅꯕꯥ, ꯁꯣꯛꯍꯟꯕ, ꯑꯃꯁꯨꯡ ꯍꯛꯆꯥꯡꯒꯤ ꯑꯁꯣꯛ-ꯑꯄꯟ ꯌꯥꯎꯏ꯫ ꯃꯔꯨꯑꯣꯏꯕ ꯃꯊꯧ ꯇꯥꯕꯁꯤꯡꯗ ꯂꯤꯃꯤꯇꯦꯗ ꯑꯦꯛꯁꯦꯁ ꯂꯩꯕ - ꯔꯤꯐ꯭ꯌꯨꯖꯤꯁꯤꯡꯅ ꯑꯌꯥꯝꯕꯅꯥ ꯃꯈꯣꯏꯒꯤ ꯌꯨꯝ, ꯄꯣꯠ-ꯆꯩ ꯑꯃꯁꯨꯡ ꯁꯄꯣꯔꯠ ꯁꯤꯁꯇꯦꯝꯁꯤꯡ ꯊꯥꯗꯣꯛꯇꯨꯅ ꯆꯠꯄ ꯌꯥꯗꯕꯅ ꯃꯔꯝ ꯑꯣꯏꯗꯨꯅ ꯃꯈꯣꯏꯒꯤ ꯃꯔꯨꯑꯣꯏꯕ ꯃꯊꯧ ꯇꯥꯕꯁꯤꯡ ꯍꯥꯏꯕꯗꯤ ꯆꯥꯅꯕꯥ, ꯏꯁꯤꯡ, ꯂꯩꯐꯝ, ꯑꯃꯁꯨꯡ ꯃꯦꯗꯤꯀꯦꯜ ꯀꯦꯌꯔ ꯑꯁꯤ ꯄꯤꯕꯗ ꯋꯥꯅ ꯊꯣꯛꯏ꯫ ꯑꯥꯏꯟꯒꯤ ꯑꯣꯏꯕ ꯗꯣꯀ꯭ꯌꯨꯃꯦꯟꯇꯁꯤꯡ ꯐꯪꯕꯗ ꯑꯋꯥꯕ - ꯔꯤꯐ꯭ꯌꯨꯖꯤ ꯀꯌꯥꯅ ꯄꯥꯁꯄꯣꯔꯠ ꯅꯠꯇꯔꯒ ꯑꯥꯏꯗꯦꯟꯇꯤꯇꯤ ꯄꯦꯄꯔꯒꯨꯝꯕ ꯑꯥꯏꯟꯒꯤ ꯑꯣꯏꯕ ꯗꯣꯀ꯭ꯌꯨꯃꯦꯟꯇꯁꯤꯡ ꯂꯧꯕ ꯉꯝꯗꯦ, ꯃꯗꯨꯅ ꯃꯈꯣꯏꯗꯥ ꯁꯔꯚꯤꯁꯁꯤꯡ ꯐꯪꯕꯗ, ꯆꯠꯊꯣꯛ-ꯆꯠꯁꯤꯟ ꯇꯧꯕꯗ ꯅꯠꯇꯔꯒ ꯑꯦꯁꯤꯂꯝꯒꯤꯗꯃꯛꯇ ꯑꯦꯄ꯭ꯂꯥꯏ ꯇꯧꯕꯗ ꯑꯋꯥꯕ ꯄꯤꯕ ꯌꯥꯏ꯫ ꯍꯤꯡꯅꯕꯒꯤ ꯂꯝꯕꯤ ꯑꯃꯁꯨꯡ ꯃꯍꯩ-ꯃꯁꯤꯡꯒꯤ ꯈꯨꯗꯣꯡꯆꯥꯕꯁꯤꯡ ꯃꯥꯡꯈꯤꯕ - ꯐꯣꯔꯁ ꯗꯤꯁꯄ꯭ꯂꯦꯁꯃꯦꯟꯇꯅꯥ ꯃꯍꯩ-ꯃꯁꯤꯡ ꯇꯝꯕꯗ ꯑꯀꯥꯏꯕ ꯄꯤ ꯑꯃꯁꯨꯡ ꯔꯤꯐ꯭ꯌꯨꯖꯤꯁꯤꯡꯗ ꯊꯕꯛ ꯐꯪꯕꯗ ꯑꯋꯥꯕ ꯄꯤ, ꯃꯁꯤꯅ ꯂꯥꯏꯔꯕꯥ ꯍꯦꯟꯒꯠꯍꯟꯕ ꯑꯃꯁꯨꯡ ꯇꯨꯡꯒꯤ ꯈꯨꯗꯣꯡꯆꯥꯕꯁꯤꯡ ꯃꯥꯡꯍꯟꯕ ꯌꯥꯏ꯫ ꯈꯦꯟꯅꯕ ꯑꯃꯁꯨꯡ ꯁꯣꯁꯤꯑꯦꯜ ꯑꯦꯛꯁꯀ꯭ꯂꯨꯁꯟ - ꯔꯤꯐ꯭ꯌꯨꯖꯤꯁꯤꯡꯅ ꯑꯌꯥꯝꯕꯅ ꯃꯈꯣꯏꯒꯤ ꯍꯣꯁ꯭ꯠ ꯂꯩꯕꯥꯛꯁꯤꯡꯗ ꯗꯤꯁꯀ꯭ꯔꯤꯃꯤꯅꯦꯁꯟ ꯑꯃꯁꯨꯡ ꯁꯣꯁꯤꯑꯦꯜ ꯑꯦꯛꯁꯀ꯭ꯂꯨꯁꯟ ꯊꯦꯡꯅꯩ, ꯃꯗꯨꯅ ꯃꯈꯣꯏꯕꯨ ꯁꯃꯥꯖꯗ ꯌꯥꯎꯍꯟꯕ, ꯁꯔꯚꯤꯁꯁꯤꯡ ꯐꯪꯍꯟꯕ ꯑꯃꯁꯨꯡ ꯃꯈꯣꯏꯒꯤ ꯄꯨꯟꯁꯤꯕꯨ ꯑꯃꯨꯛ ꯍꯟꯅ ꯁꯦꯝꯒꯠꯄꯗ ꯑꯋꯥꯕ ꯄꯤꯕ ꯌꯥꯏ꯫